ꯑꯄꯤꯕ ꯋꯦꯕ ꯄꯦꯖ ꯑꯗꯨ ꯀꯔꯝꯅ ꯃꯁꯛ ꯇꯥꯛꯀꯅꯤ? ꯑꯩꯍꯥꯛꯅ ꯅꯨꯡꯉꯥꯏꯇꯕ ꯐꯥꯎꯏ, ꯑꯗꯨꯕꯨ ꯑꯥꯔꯇꯤꯐꯤꯁꯤꯑꯦꯜ ꯏꯟꯇꯦꯂꯤꯖꯦꯟꯁꯒꯤ ꯂꯣꯜ ꯃꯣꯗꯦꯜ ꯑꯃ ꯑꯣꯏꯅ ꯑꯩꯍꯥꯛꯅ ꯋꯦꯕ ꯄꯦꯖꯁꯤꯡ ꯑꯦꯛꯁꯦꯁ ꯇꯧꯕ ꯅꯠꯇ꯭ꯔꯒ ꯑꯦꯅꯥꯂꯥꯏꯖ ꯇꯧꯕꯒꯤ ꯊꯧꯅꯥ ꯂꯩꯇꯦ꯫ ꯀꯔꯤꯒꯨꯝꯕ ꯅꯍꯥꯛꯅ ꯋꯦꯕ ꯄꯦꯖ ꯑꯗꯨꯒꯤ ꯀꯟꯇꯦꯟꯇ ꯅꯠꯇ꯭ꯔꯒ ꯄꯥꯟꯗꯝꯒꯤ ꯃꯇꯥꯡꯗ ꯏꯟꯐꯣꯔꯃꯦꯁꯟ ꯈꯔ ꯄꯤꯔꯕꯗꯤ ꯑꯩꯅ ꯅꯍꯥꯛꯄꯨ ꯍꯦꯟꯅ ꯃꯇꯦꯡ ꯄꯥꯡꯕ ꯉꯝꯒꯅꯤ꯫ ꯃꯈꯥꯗ ꯄꯤꯔꯤꯕ ꯄ꯭ꯔꯣꯒ꯭ꯔꯥꯝ ꯑꯁꯤꯗ ꯑꯦꯅꯤꯃꯦꯁꯟꯁꯤꯡ ꯍꯥꯞꯆꯤꯜꯂꯨ꯫ ꯃꯦꯅꯨ ꯍꯥꯞꯆꯤꯟꯕ, ꯂꯧꯊꯣꯛꯄ, ꯊꯥꯗꯣꯛꯄ꯫ ꯃꯦꯅꯨ ꯆꯥꯟꯕꯤꯗꯨꯅ ꯑꯣꯞꯁꯟ ꯑꯃ ꯈꯠꯕꯤꯌꯨ ꯑꯍꯥꯟꯕ ꯁꯕꯇ꯭ꯔꯦꯛꯇ ꯇꯧꯕ ꯊꯥꯗꯣꯛꯎ꯫ ꯃꯈꯥꯗ ꯄꯤꯔꯤꯕ ꯄꯣꯠꯁꯛ ꯑꯁꯤꯒꯤꯗꯃꯛ ꯋꯥꯈꯜ ꯋꯥꯕ ꯋꯥꯔꯤ ꯑꯃ ꯏꯕꯤꯌꯨ꯫ ꯂꯥꯏꯔꯤꯛ ꯑꯃ꯫ ꯂꯥꯏꯔꯤꯛ ꯍꯥꯏꯕꯁꯤ ꯑꯇꯣꯞꯄ ꯗꯥꯏꯃꯦꯟꯁꯟ ꯑꯃꯒꯤ ꯄꯣꯔꯇꯦꯜ ꯑꯃꯅꯤ, ꯃꯐꯝ ꯑꯗꯨꯗ ꯑꯃꯠꯇ ꯉꯥꯏꯔꯕ ꯂꯤꯃꯤꯠ ꯑꯁꯤ ꯑꯏꯕꯒꯤ ꯏꯃꯦꯖꯤꯅꯦꯁꯟꯅꯤ꯫ ꯑꯥꯔꯇꯤꯐꯤꯁꯤꯑꯦꯜ ꯏꯟꯇꯦꯂꯤꯖꯦꯟꯁꯒꯤ ꯇꯦꯛꯅꯣꯂꯣꯖꯤꯒꯤ ꯀꯥꯟꯅꯕꯁꯤꯡꯒꯤ ꯃꯇꯥꯡꯗ ꯈꯟꯅꯔꯤꯕ ꯃꯔꯨꯞ ꯑꯅꯤꯒꯤ ꯃꯔꯛꯇ ꯈꯟꯅ-ꯅꯩꯅꯕ ꯑꯃ ꯍꯥꯏꯕꯤꯌꯨ꯫ ꯍꯥꯏ ꯃꯈꯣꯏꯅ ꯑꯥꯔꯇꯤꯐꯤꯁꯤꯑꯦꯜ ꯏꯟꯇꯦꯂꯤꯖꯦꯟꯁꯒꯤ ꯇꯦꯛꯅꯣꯂꯣꯖꯤꯗ ꯑꯍꯣꯡꯕ ꯄꯨꯔꯛꯄꯒꯤ ꯃꯇꯥꯡꯗ ꯇꯥꯕꯤꯔꯝꯂꯒꯅꯤ꯫ ꯃꯁꯤ ꯌꯥꯝꯅ ꯑꯉꯛꯄ ꯑꯃꯅꯤ꯫ ꯑꯩꯅ ꯃꯗꯨꯒꯤ ꯃꯇꯥꯡꯗ ꯋꯥꯐꯝ ꯈꯔ ꯇꯥꯕ ꯐꯪꯖꯔꯦ꯫ ꯑꯗꯨꯕꯨ ꯃꯁꯤ ꯑꯩꯈꯣꯏꯒꯤ ꯅꯨꯡꯇꯤꯒꯤ ꯄꯨꯟꯁꯤꯗ ꯇꯁꯦꯡꯅ ꯀꯌꯥ ꯌꯥꯝꯅ ꯀꯥꯟꯅꯕ ꯑꯣꯏꯒꯅꯤ ꯍꯥꯏꯕꯁꯤꯗ ꯑꯩꯍꯥꯛꯀꯤ ꯑꯀꯤꯕ ꯂꯩ꯫ ꯃꯁꯤꯒꯤ ꯃꯇꯥꯡꯗ ꯈꯟꯕꯤꯌꯨ꯫ ꯅꯨꯃꯤꯠ ꯈꯨꯗꯤꯡꯒꯤ ꯇꯧꯒꯗꯕ ꯊꯕꯛꯁꯤꯡꯗ ꯌꯨꯖꯔꯁꯤꯡꯗ ꯃꯇꯦꯡ ꯄꯥꯡꯅꯕ ꯑꯥꯔꯇꯤꯐꯤꯁꯤꯑꯦꯜ ꯏꯟꯇꯦꯂꯤꯖꯦꯟꯁꯅ ꯅꯣꯡꯖꯨ-ꯅꯨꯡꯁꯥꯒꯤ ꯃꯇꯝ ꯑꯁꯤ ꯑꯆꯨꯝꯕ ꯃꯑꯣꯡꯗ ꯐꯣꯡꯗꯣꯛꯅꯕ ꯃꯦꯇꯥꯐꯣꯔ ꯑꯃ ꯁꯦꯝꯃꯨ꯫ ꯋꯤꯟꯇꯔ ꯑꯁꯤ ꯐꯖꯔꯕ ꯑꯥꯔꯇꯤꯁ꯭ꯠ ꯑꯃꯅꯤ꯫ ꯃꯥꯂꯦꯝ ꯑꯁꯤꯕꯨ ꯑꯉꯧꯕ ꯑꯃꯁꯨꯡ ꯅꯤꯜꯒꯤ ꯁꯦꯠꯄ ꯐꯤꯖꯣꯜꯁꯤꯡꯗ ꯄꯦꯟꯊꯣꯛꯏ, ꯃꯁꯤꯒꯤ ꯕ꯭ꯔꯥꯁ ꯑꯣꯏꯅ ꯐ꯭ꯔꯣꯁ꯭ꯠ ꯑꯃꯁꯨꯡ ꯃꯥꯁꯇꯔꯄꯤꯁ ꯑꯃꯗ ꯃꯆꯤꯟ-ꯃꯅꯥꯎ ꯑꯣꯏꯕ ꯊꯣꯡꯁꯤꯡ ꯑꯣꯏꯅ ꯅꯣꯡꯖꯨ-ꯅꯨꯡꯁꯥꯒꯤ ꯐꯤꯚꯝꯁꯤꯡ ꯌꯥꯎꯔꯤ꯫ ꯍꯧꯔꯛꯐꯝ ꯑꯃ ꯄꯤꯔꯕ ꯃꯊꯪꯒꯤ ꯄꯦꯂꯤꯟꯗ꯭ꯔꯣꯝ ꯅꯝꯕꯔ ꯑꯗꯨ ꯊꯤꯅꯕ ꯑꯦꯜꯒꯣꯔꯤꯊꯝ ꯑꯃ ꯁꯦꯝꯃꯨ꯫ ꯍꯧꯔꯛꯐꯝ ꯑꯃ ꯄꯤꯔꯕ ꯃꯊꯪꯒꯤ ꯄꯦꯂꯤꯟꯗ꯭ꯔꯣꯝ ꯅꯝꯕꯔ ꯑꯗꯨ ꯊꯤꯅꯕ ꯑꯦꯜꯒꯣꯔꯤꯊꯝ ꯑꯃ ꯑꯄꯤꯕ ꯅꯝꯕꯔ ꯑꯃ ꯄꯦꯂꯤꯟꯗ꯭ꯔꯣꯝ ꯑꯣꯏꯔꯕꯔ ꯅꯠꯇ꯭ꯔꯒ ꯑꯣꯏꯗꯕꯔ ꯍꯥꯏꯕꯗꯨ ꯆꯦꯛ ꯇꯧꯅꯕ ꯀꯧꯕ ꯐꯪꯁꯟ ꯑꯃ ꯗꯤꯐꯥꯏꯟ ꯇꯧ꯫ ꯐꯪꯁꯟ ꯑꯁꯤꯅ ꯏꯟꯄꯨꯠ ꯑꯃ ꯅꯝꯕꯔ ꯑꯣꯏꯅ ꯂꯧꯏ꯫ ꯅꯝꯕꯔ ꯑꯗꯨ ꯁ꯭ꯇꯔꯤꯡꯗ ꯑꯣꯟꯊꯣꯛꯎ ꯑꯃꯁꯨꯡ ꯃꯗꯨ ꯀꯧꯕ ꯚꯦꯔꯤꯑꯦꯕꯜ ꯑꯃꯗ ꯁ꯭ꯇꯣꯔ ꯇꯧ꯫. ꯔꯤꯚꯔꯁ ꯇꯧ ꯑꯃꯁꯨꯡ ꯃꯁꯤ ꯍꯥꯏꯅ ꯃꯃꯤꯡ ꯊꯣꯟꯕ ꯚꯦꯔꯤꯑꯦꯕꯜ ꯑꯗꯨꯗ ꯁ꯭ꯇꯣꯔ ꯇꯧ ꯑꯃꯁꯨꯡ ꯆꯥꯡꯗꯝꯅꯕ, ꯀꯔꯤꯒꯨꯝꯕ ꯃꯁꯤ ꯃꯥꯟꯅꯕ ꯑꯣꯏꯔꯕꯗꯤ ꯄꯤꯔꯤꯕ ꯅꯝꯕꯔ ꯑꯁꯤ ꯄꯦꯂꯤꯟꯗ꯭ꯔꯣꯝ ꯑꯃꯅꯤ꯫ ꯍꯧꯔꯛꯐꯝ ꯅꯝꯕꯔ ꯑꯗꯨ ꯏꯟꯄꯨꯠ ꯑꯣꯏꯅ ꯂꯧꯕ ꯑꯇꯣꯞꯄ ꯐꯪꯁꯟ ꯑꯃ ꯗꯤꯐꯥꯏꯟ ꯇꯧ꯫ ꯕꯤ. ꯑꯁꯤ ꯑꯃꯗ ꯍꯦꯟꯒꯠꯍꯟꯕ꯫ ꯅꯝꯕꯔꯁꯤꯡꯒꯤ ꯑꯦꯔꯦ ꯑꯃ ꯏꯟꯄꯨꯠ ꯑꯣꯏꯅ ꯂꯧꯕ ꯑꯃꯁꯨꯡ ꯗꯨꯄ꯭ꯂꯤꯀꯦꯠ ꯅꯝꯕꯔ ꯑꯃꯠꯇ ꯌꯥꯎꯗꯅ ꯑꯦꯔꯦ ꯑꯗꯨꯒꯤ ꯀꯣꯄꯤ ꯑꯃ ꯔꯤꯇꯔꯟ ꯇꯧꯕ ꯖꯥꯚꯥꯁꯛꯔꯤꯞꯇ ꯀꯣꯗ ꯏꯕ꯫ ꯄꯤꯔꯤꯕ ꯋꯥꯍꯩ ꯄꯔꯦꯡ "ꯀꯦꯠ ꯑꯁꯤꯅ ꯇꯦꯕꯜꯗ ꯂꯥꯟꯊꯣꯛꯈꯤ" ꯍꯥꯢꯕꯁꯤ ꯋꯥꯐꯝ ꯑꯃꯅꯤ꯫ ꯖꯣꯕ ꯏꯟꯇꯔꯚ꯭ꯌꯨ ꯑꯃꯗ ꯀꯦꯟꯗꯤꯗꯦꯠ ꯑꯃꯗ ꯍꯪꯒꯗꯕ ꯋꯥꯍꯪ ꯃꯉꯥꯒꯤ ꯂꯤꯁ꯭ꯠ ꯑꯃ ꯁꯦꯝꯃꯨ꯫ ꯊꯕꯛꯇ ꯑꯗꯣꯝꯅ ꯁꯤꯡꯅꯕ ꯑꯃ ꯃꯥꯏꯊꯤꯕ ꯄꯤꯈꯤꯕ ꯃꯇꯝ ꯑꯃꯒꯤ ꯃꯇꯥꯡꯗ ꯑꯩꯈꯣꯏꯗ ꯍꯥꯏꯕꯤꯔꯛꯄ ꯌꯥꯒꯗ꯭ꯔꯥ, ꯑꯃꯁꯨꯡ ꯑꯦꯛꯁꯄꯔꯤꯌꯦꯟꯁ ꯑꯗꯨꯗꯒꯤ ꯑꯗꯣꯝꯅ ꯀꯔꯤ ꯇꯝꯈꯤꯕꯒꯦ?